ꯂꯨꯄꯥꯒꯤ ꯄꯣꯠꯂꯝꯁꯤꯡ ꯁꯦꯡꯗꯣꯛꯄꯒꯤ ꯊꯧꯑꯣꯡ ꯑꯃꯥ ꯐꯣꯡꯗꯣꯛꯄꯤꯌꯨ꯫ ꯂꯨꯄꯥꯒꯤ ꯄꯣꯠꯂꯝꯁꯤꯡ ꯁꯦꯡꯗꯣꯛꯄ ꯑꯁꯤ ꯃꯌꯦꯛ ꯁꯦꯡꯅ ꯑꯃꯁꯨꯡ ꯑꯅꯧꯕ ꯃꯑꯣꯡꯗ ꯎꯕ ꯐꯪꯅꯕ ꯃꯔꯨꯑꯣꯏ, ꯃꯔꯝꯗꯤ ꯃꯇꯝꯒꯤ ꯃꯇꯨꯡ ꯏꯟꯅ ꯃꯗꯨ ꯁꯦꯡꯗꯣꯛꯄ ꯑꯃꯁꯨꯡ ꯂꯦꯡ-ꯑꯣꯠꯄ ꯌꯥꯏ꯫ ꯊꯧꯑꯣꯡ ꯑꯁꯤ ꯌꯥꯝꯅ ꯂꯥꯏ ꯑꯃꯁꯨꯡ ꯅꯍꯥꯛꯀꯤ ꯄꯣꯠꯁꯛꯁꯤꯡ ꯑꯗꯨ ꯈ꯭ꯋꯥꯏꯗꯒꯤ ꯐꯕ ꯃꯑꯣꯡꯗ ꯎꯍꯟꯅꯕ ꯆꯥꯡ ꯅꯥꯏꯅ ꯇꯧꯒꯗꯕꯅꯤ꯫ ꯂꯨꯄꯥꯒꯤ ꯄꯣꯠꯆꯩꯁꯤꯡ ꯁꯦꯡꯗꯣꯛꯅꯕꯒꯤ ꯈꯣꯡꯊꯥꯡꯁꯤꯡ ꯑꯁꯤ ꯃꯈꯥꯗ ꯄꯤꯔꯤ: ꯅꯍꯥꯛꯀꯤ ꯁꯄ꯭ꯂꯥꯏꯁꯤꯡ ꯈꯣꯝꯖꯤꯜꯂꯨ: ꯂꯨꯄꯥꯒꯤ ꯄꯣꯠꯂꯝꯁꯤꯡ ꯁꯦꯡꯗꯣꯛꯅꯕꯒꯤꯗꯃꯛ ꯅꯍꯥꯛꯀꯤ ꯄꯣꯠꯁꯛꯁꯤꯡ ꯌꯥꯎꯕ ꯌꯥꯕ ꯑꯆꯧꯕ ꯕꯣꯜ ꯅꯠꯇ꯭ꯔꯒ ꯀꯟꯇꯦꯅꯔ ꯑꯃ, ꯑꯁꯥꯕ ꯏꯁꯤꯡ, ꯑꯦꯂꯨꯃꯤꯅꯤꯌꯝ ꯐꯣꯏꯜ, ꯕꯦꯀꯤꯡ ꯁꯣꯗꯥ ꯑꯃꯁꯨꯡ ꯇꯔꯨ-ꯇꯅꯥꯟꯕ ꯐꯤ ꯑꯃ ꯃꯊꯧ ꯇꯥꯏ꯫ ꯀꯟꯇꯦꯅꯔ ꯑꯗꯨ ꯑꯦꯂꯨꯃꯤꯅꯤꯌꯝ ꯐꯣꯏꯜꯅ ꯂꯥꯏꯟ ꯇꯧ: ꯑꯦꯂꯨꯃꯤꯅꯤꯌꯝ ꯐꯣꯏꯜꯒꯤ ꯁꯔꯨꯛ ꯑꯃ ꯂꯧꯊꯣꯛꯎ ꯑꯃꯁꯨꯡ ꯃꯗꯨ ꯀꯟꯇꯦꯅꯔ ꯑꯗꯨꯒꯤ ꯃꯈꯥꯗ ꯆꯦꯟꯊꯈꯤꯗꯨꯅ ꯃꯌꯦꯛ ꯁꯦꯡꯕ ꯃꯐꯝ ꯑꯗꯨ ꯃꯊꯛꯇ ꯊꯝꯃꯨ꯫ ꯃꯁꯤꯅ ꯁꯦꯡꯗꯣꯛꯄꯒꯤ ꯊꯧꯑꯣꯡꯗ ꯃꯇꯦꯡ ꯄꯥꯡꯒꯅꯤ꯫ ꯑꯁꯥꯕ ꯏꯁꯤꯡ ꯍꯥꯞꯆꯤꯜꯂꯨ: ꯅꯍꯥꯛꯀꯤ ꯁꯦꯜꯌꯦꯛ ꯑꯗꯨ ꯃꯄꯨꯡꯐꯥꯅ ꯏꯁꯤꯡꯗ ꯂꯨꯞꯊꯣꯛꯅꯕ ꯀꯟꯇꯦꯅꯔ ꯑꯗꯨꯗ ꯑꯁꯥꯕ ꯏꯁꯤꯡ ꯃꯔꯥꯡ ꯀꯥꯏꯅ ꯍꯥꯞꯆꯤꯜꯂꯨ꯫ ꯏꯁꯤꯡ ꯑꯗꯨ ꯇꯔꯨ-ꯇꯅꯥꯟꯕ ꯑꯣꯏꯒꯗꯕꯅꯤ ꯫ ꯂꯨꯄꯥꯒꯤ ꯄꯣꯠꯂꯝꯁꯤꯡ ꯑꯗꯨ ꯀꯟꯇꯦꯅꯔ ꯑꯗꯨꯗ ꯊꯝꯃꯨ: ꯅꯍꯥꯛꯀꯤ ꯁꯦꯜꯒꯤ ꯄꯣꯠꯂꯝꯁꯤꯡ ꯑꯗꯨ ꯀꯟꯇꯦꯅꯔ ꯑꯗꯨꯗ ꯍꯥꯞꯆꯤꯜꯂꯨ, ꯃꯗꯨꯒꯤ ꯃꯅꯨꯡꯗ ꯄꯣꯠꯁꯛ ꯈꯨꯗꯤꯡꯃꯛ ꯑꯦꯂꯨꯃꯤꯅꯤꯌꯝ ꯐꯣꯏꯜꯒ ꯁꯣꯛꯅ-ꯁꯝꯅꯔꯦ ꯍꯥꯏꯕ ꯁꯣꯏꯗꯅ ꯈꯪꯗꯣꯛꯎ꯫ ꯂꯨꯄꯥꯒꯤ ꯄꯣꯠꯁꯛ ꯑꯗꯨ ꯆꯥꯎꯔꯥꯛꯅ ꯃꯤꯅꯠ ꯑꯍꯨꯝ ꯊꯝꯖꯤꯜꯂꯨ꯫ ꯂꯨꯄꯥꯒꯤ ꯄꯣꯠꯁꯛꯁꯤꯡ ꯁꯦꯡꯗꯣꯛꯎ: ꯏꯁꯤꯡ ꯇꯨꯡꯁꯤꯟꯕ ꯃꯇꯝ ꯑꯗꯨ ꯂꯣꯏꯔꯕ ꯃꯇꯨꯡꯗ ꯂꯨꯄꯥꯒꯤ ꯄꯣꯠꯁꯛ ꯈꯨꯗꯤꯡꯃꯛ ꯀꯟꯇꯦꯅꯔ ꯑꯗꯨꯗꯒꯤ ꯆꯦꯛꯁꯤꯟꯅ ꯂꯧꯊꯣꯛꯎ ꯑꯃꯁꯨꯡ ꯃꯗꯨ ꯑꯁꯦꯡꯕ ꯑꯁꯥꯕ ꯏꯁꯤꯡꯅ ꯁꯦꯡꯗꯣꯛꯎ꯫ ꯁꯨꯡꯕ ꯑꯃꯁꯨꯡ ꯕꯐ: ꯇꯔꯨ-ꯇꯅꯥꯟꯕ, ꯁꯦꯡꯂꯕꯥ ꯐꯤ ꯑꯃ ꯂꯧꯗꯨꯅ ꯂꯨꯄꯥꯒꯤ ꯄꯣꯠꯁꯛ ꯈꯨꯗꯤꯡꯃꯛ ꯇꯞꯅ ꯇꯞꯅ ꯁꯨꯡꯗꯣꯛꯎ꯫ ꯁꯨꯡꯗꯣꯛꯂꯕ ꯃꯇꯨꯡꯗ ꯐꯤ ꯑꯗꯨ ꯁꯤꯖꯤꯟꯅꯗꯨꯅ ꯂꯨꯄꯥꯒꯤ ꯄꯣꯠꯁꯛꯁꯤꯡ ꯑꯗꯨ ꯃꯌꯦꯛ ꯁꯦꯡꯅ ꯁꯦꯡꯗꯣꯛꯅꯕ ꯑꯃꯁꯨꯡ ꯄꯣꯂꯤꯁ ꯇꯧ꯫ ꯈꯣꯡꯊꯥꯡꯁꯤꯡ ꯑꯁꯤ ꯏꯟꯗꯨꯅ ꯅꯍꯥꯛꯅ ꯅꯍꯥꯛꯀꯤ ꯁꯦꯜꯒꯤ ꯄꯣꯠꯂꯝꯁꯤꯡ ꯑꯗꯨ ꯏꯐꯦꯛꯇꯤꯚ ꯑꯣꯏꯅ ꯁꯦꯡꯗꯣꯛꯄ ꯑꯃꯁꯨꯡ ꯄꯣꯂꯤꯁ ꯇꯧꯕ ꯌꯥꯏ꯫ ꯃꯗꯨ ꯈ꯭ꯋꯥꯏꯗꯒꯤ ꯐꯕ ꯃꯑꯣꯡꯗ ꯎꯕ ꯐꯪꯒꯅꯤ꯫ "ꯗꯤ ꯂꯥꯌꯟ ꯀꯤꯡ" ꯍꯥꯏꯕ ꯃꯨꯚꯤꯒꯤ ꯁꯛꯇꯝ ꯑꯃ ꯐꯣꯡꯗꯣꯛꯄꯤꯌꯨ꯫ ꯗ ꯂꯥꯌꯟ ꯀꯤꯡ ꯃꯨꯚꯤ ꯑꯁꯤꯒꯤ ꯈ꯭ꯋꯥꯏꯗꯒꯤ ꯃꯃꯤꯡ ꯆꯠꯄ ꯃꯤꯑꯣꯏ ꯑꯃꯗꯤ ꯋꯥꯔꯤ ꯑꯁꯤꯒꯤ ꯃꯔꯨ ꯑꯣꯏꯕ ꯃꯤꯁꯛ ꯑꯣꯏꯔꯤꯕ ꯁꯤꯝꯕꯥꯅꯤ꯫ ꯁꯤꯝꯕꯥ ꯑꯁꯤ ꯁꯤꯡꯍꯒꯤ ꯃꯆꯥ ꯑꯃꯁꯨꯡ ꯔꯥꯖꯀꯨꯃꯥꯔ ꯑꯃꯅꯤ꯫ ꯃꯍꯥꯛ ꯁꯥꯚꯥꯅꯥꯒꯤ ꯅꯤꯡꯊꯧ ꯑꯃꯁꯨꯡ ꯔꯥꯅꯤ, ꯃꯨꯐꯥꯁꯥ ꯑꯃꯁꯨꯡ ꯁꯥꯔꯥꯕꯤꯗꯅ ꯄꯣꯛꯈꯤꯕꯅꯤ꯫ ꯅꯍꯥ ꯑꯣꯏꯔꯕꯁꯨ, ꯁꯤꯝꯕꯥ ꯑꯁꯤ ꯌꯥꯝꯅ ꯑꯦꯗꯚꯦꯟꯆꯔ ꯑꯃꯁꯨꯡ ꯊꯥꯖꯕ ꯌꯥꯕ ꯃꯤꯁꯛ ꯑꯃꯅꯤ꯫ ꯃꯇꯝ ꯄꯨꯝꯅꯃꯛꯇ ꯊꯤꯖꯤꯟꯕ ꯑꯃꯁꯨꯡ ꯇꯝꯅꯕꯒꯤ ꯋꯥꯈꯜ ꯄꯣꯛꯏ꯫ ꯃꯍꯥꯛ ꯑꯌꯥꯝꯕ ꯃꯇꯃꯗ ꯋꯥꯈꯜ ꯅꯨꯡꯉꯥꯏꯇꯕ ꯑꯃꯁꯨꯡ ꯋꯥꯌꯦꯜ ꯌꯥꯊꯪ ꯉꯥꯛꯄ ꯉꯝꯗꯦ꯫ ꯃꯗꯨꯅ ꯀꯔꯤꯒꯨꯝꯕ ꯃꯇꯝꯗ ꯃꯍꯥꯛꯄꯨ ꯈꯨꯗꯣꯡꯊꯤꯕ ꯅꯪꯍꯜꯂꯤ꯫ ꯑꯗꯨꯕꯨ ꯁꯣꯛꯍꯜꯂꯕ ꯑꯃꯁꯨꯡ ꯊꯋꯥꯏ ꯊꯥꯗꯣꯛꯄꯒ ꯃꯥꯌꯣꯛꯅꯔꯛꯄ ꯃꯇꯝꯗ ꯁꯤꯝꯕꯥꯅ ꯃꯍꯥꯛꯀꯤ ꯑꯀꯤꯕꯁꯤꯡ ꯑꯗꯨ ꯊꯦꯡꯅꯅꯕ ꯋꯥꯁꯛꯈꯤ ꯑꯃꯁꯨꯡ ꯊꯧꯅꯥ ꯐꯕ, ꯊꯧꯗꯥꯡ ꯂꯧꯕ ꯑꯃꯁꯨꯡ ꯄꯨꯛꯆꯦꯜ ꯁꯦꯡꯕꯒꯤ ꯃꯇꯥꯡꯗ ꯃꯃꯜ ꯌꯥꯝꯂꯕ ꯂꯧꯁꯤꯡ ꯇꯝꯈꯤ꯫ ꯃꯍꯥꯛ ꯃꯤꯅꯨꯡꯁꯤ ꯂꯩꯕ, ꯊꯥꯖꯕ ꯌꯥꯕ ꯑꯃꯁꯨꯡ ꯏꯃꯨꯡ ꯃꯅꯨꯡ ꯑꯃꯁꯨꯡ ꯃꯔꯨꯞ ꯃꯄꯥꯡꯁꯤꯡꯕꯨ ꯌꯥꯝꯅ ꯉꯥꯛꯄꯤꯕ ꯃꯤꯁꯛ ꯑꯃꯅꯤ꯫ ꯁꯤꯝꯕꯥꯅ ꯃꯁꯥꯕꯨ ꯊꯤꯖꯤꯟꯕꯒꯤ ꯈꯣꯡꯆꯠ ꯑꯃꯁꯨꯡ ꯃꯍꯥꯛꯀꯤ ꯅꯤꯡꯊꯧ ꯑꯣꯏꯕꯒꯤ ꯈꯣꯡꯆꯠ ꯑꯁꯤ ꯁꯤꯅꯦꯃꯥ ꯑꯁꯤꯒꯤ ꯋꯥꯔꯤꯒꯤ ꯊꯃꯣꯏꯅꯤ꯫ ꯂꯣꯁ ꯑꯦꯟꯖꯦꯂꯦꯁꯇꯒꯤ ꯂꯥꯁ ꯚꯦꯒꯥꯁ ꯐꯥꯎꯕ ꯒꯥꯔꯤ ꯊꯧꯕꯗ ꯃꯇꯝ ꯀꯌꯥ ꯆꯪꯒꯅꯤ ꯍꯥꯌꯕꯗꯨ ꯈꯪꯗꯣꯛꯎ꯫ ꯂꯣꯁ ꯑꯦꯟꯖꯦꯖꯦꯁ ꯑꯃꯁꯨꯡ ꯂꯥꯁ ꯚꯦꯒꯥꯁꯀꯤ ꯃꯔꯛꯇ ꯂꯩꯕ ꯂꯝꯕꯤ ꯑꯁꯤ ꯆꯥꯎꯔꯥꯛꯅ ꯃꯥꯏꯜ ꯆꯅꯤ ꯍꯨꯝꯗ꯭ꯔꯥꯅꯤ꯫ ꯇ꯭ꯔꯥꯐꯤꯛ ꯑꯃꯁꯨꯡ ꯂꯝꯕꯤꯒꯤ ꯐꯤꯚꯝꯒꯤ ꯃꯇꯨꯡ ꯏꯟꯅ ꯗ꯭ꯔꯥꯏꯚꯤꯡ ꯇꯧꯕꯒꯤ ꯃꯇꯝ ꯑꯁꯤ ꯆꯥꯎꯔꯥꯛꯅ ꯄꯨꯡ ꯃꯔꯤꯗꯒꯤ ꯃꯉꯥ ꯑꯣꯏꯒꯅꯤ꯫ ꯑꯗꯨꯝ ꯑꯣꯏꯅꯃꯛ ꯃꯁꯤ ꯌꯥꯝꯅ ꯃꯔꯨꯑꯣꯏꯅ ꯈꯪꯖꯤꯟꯕ ꯌꯥꯏ ꯃꯗꯨꯗꯤ ꯃꯇꯝ ꯑꯁꯤ ꯄꯣꯇꯦꯟꯁꯤꯌꯦꯜ ꯁ꯭ꯇꯞ, ꯀꯟꯁꯇ꯭ꯔꯛꯁꯟ ꯑꯃꯁꯨꯡ ꯂꯝꯕꯤꯗ ꯃꯤ ꯌꯥꯝꯅ ꯇꯤꯟꯅꯕ ꯑꯁꯤꯅ ꯃꯔꯝ ꯑꯣꯏꯗꯨꯅ ꯈꯦꯠꯅꯕ ꯌꯥꯏ꯫